ꯄꯨꯚꯤꯁ ꯗꯦ ꯆꯥꯚꯥꯅꯦꯁꯀꯤ ꯊꯕꯛ ꯑꯁꯤ ꯃꯍꯧꯁꯥꯒꯤ ꯑꯣꯏꯕ ꯃꯑꯣꯡꯗ ꯁꯤꯝꯕꯣꯂꯤꯁ꯭ꯠ ꯑꯣꯏꯅ ꯎꯕꯥ ꯐꯪꯏ ꯃꯍꯥꯛꯅꯥ ꯔꯣꯃꯥꯟꯇꯤꯛ ꯃꯤꯑꯣꯏ ꯈꯔꯒꯥ ꯂꯣꯏꯅꯅꯥ ꯇꯝꯈꯤꯕꯁꯨ ꯌꯥꯏ ꯑꯃꯁꯨꯡ ꯃꯍꯥꯛꯅꯥ ꯂꯥꯏꯌꯦꯛꯄ ꯑꯃꯁꯨꯡ ꯁ꯭ꯀꯜꯄꯆꯥꯔꯁꯤꯡꯒꯤ ꯃꯤꯔꯣꯜ ꯄꯨꯝꯅꯃꯛꯄꯨ ꯏꯊꯤꯜ ꯄꯤꯕꯒꯤ ꯊꯥꯒꯠꯄꯥ ꯐꯣꯡꯗꯣꯛꯏ ꯃꯔꯨ ꯑꯣꯏꯅꯥ ꯃꯣꯗꯔꯅꯤꯁ꯭ꯠꯁꯤꯡꯒꯤ ꯊꯕꯛꯁꯤꯡꯗꯥ ꯃꯍꯥꯛꯀꯤ ꯄ꯭ꯔꯣꯇꯦꯖꯁꯤꯡꯒꯤ ꯃꯅꯨꯡꯗ ꯑꯃꯗꯤ ꯖꯔꯖꯁ ꯗꯦ ꯐꯦꯎꯔꯦ꯫ ꯃꯍꯥꯛꯀꯤ ꯑꯍꯥꯟꯕ ꯀꯃꯤꯁꯟ ꯑꯁꯤ ꯃꯍꯥꯛꯀꯤ ꯃꯔꯨꯞꯀꯤ ꯆꯦꯠ ꯂꯦ ꯕ꯭ꯔꯥꯎꯆꯤ ꯁꯥꯑꯣꯟ ꯑꯦꯠ ꯂꯣꯌꯔꯒꯤ ꯀ꯭ꯌꯨꯏꯖꯒꯤ ꯃꯅꯥꯛꯇꯥ ꯂꯩꯕꯥ ꯃꯦꯗꯤꯌꯝ ꯁ꯭ꯇꯥꯏꯜꯒꯤ ꯁ꯭ꯇꯔꯛꯆꯔꯒꯤꯗꯃꯛ ꯑꯣꯏꯈꯤ꯫ ꯄ꯭ꯔꯤꯟꯁꯤꯄꯥꯜ ꯗꯦꯀꯣꯔꯦꯁꯟꯁꯤꯡꯅꯥ ꯔꯤꯇꯨ ꯃꯔꯤ ꯑꯁꯤ ꯃꯈꯣꯏꯒꯤ ꯊꯤꯝ ꯑꯣꯏꯅꯥ ꯂꯧꯏ꯫ ꯃꯍꯥꯛꯀꯤ ꯑꯍꯥꯟꯕꯥ ꯄꯕ꯭ꯂꯤꯛ ꯀꯃꯤꯁꯟꯁꯤꯡ ꯑꯁꯤ ꯂꯤꯁꯤꯡ ꯑꯃ ꯆꯃꯥꯄꯟ ꯍꯨꯝꯐꯨꯒꯤ ꯃꯌꯥꯏ ꯆꯜꯂꯛꯄꯗꯥ ꯂꯥꯛꯈꯤ ꯃꯗꯨꯗꯥ ꯑꯃꯤꯌꯟꯒꯤ ꯃ꯭ꯌꯨꯖꯤꯌꯝ ꯗꯦ ꯄꯤꯀꯥꯔꯗꯤꯗꯥ ꯊꯕꯛ ꯇꯧꯈꯤ꯫ ꯑꯍꯥꯟꯕ ꯋꯥꯔꯤ ꯃꯔꯤꯗꯤ ꯀꯅꯀꯣꯔꯗꯤꯌꯥ ꯕꯦꯜꯂꯝ ꯂꯦ ꯇ꯭ꯔꯥꯚꯦꯜ ꯋꯥꯔꯛ ꯑꯃꯁꯨꯡ ꯂꯦ ꯔꯦꯄꯣꯁ ꯔꯦꯁ꯭ꯠ ꯅꯤ꯫ ꯃꯐꯝꯁꯤꯡ ꯃꯍꯥꯛꯀꯤ ꯀꯦꯔꯤꯌꯔꯒꯤ ꯃꯅꯨꯡꯗ ꯄꯨꯚꯤꯁꯅꯥ ꯐ꯭ꯔꯥꯟꯁ ꯁꯤꯟꯕ ꯊꯨꯡꯅꯥ ꯂꯩꯔꯤꯕ ꯄꯕ꯭ꯂꯤꯛ ꯑꯃꯁꯨꯡ ꯄ꯭ꯔꯥꯏꯕꯦꯠ ꯏꯟꯁꯇꯤꯇ꯭ꯌꯨꯁꯟꯁꯤꯡꯗꯥ ꯄꯥꯡꯊꯣꯛꯀꯗꯕꯥ ꯊꯥꯕꯛꯁꯤꯡꯒꯤꯗꯃꯛ ꯀꯝꯃꯤꯁꯟ ꯃꯁꯤꯡ ꯌꯥꯝꯅꯥ ꯐꯪꯈꯤ꯫ ꯃ꯭ꯌꯨꯖꯤꯌꯝ ꯗꯦ ꯄꯤꯀꯥꯔꯗꯤꯗꯥ ꯃꯍꯥꯛꯀꯤ ꯑꯍꯥꯟꯕ ꯊꯕꯛꯁꯤꯡꯅꯥ ꯃꯍꯥꯛꯀꯤ ꯀ꯭ꯂꯥꯁꯤꯁꯥꯏꯖꯤꯡ ꯁ꯭ꯇꯥꯏꯜ ꯑꯃꯁꯨꯡ ꯃꯍꯥꯛꯀꯤ ꯃ꯭ꯌꯨꯔꯦꯜ ꯊꯕꯛꯁꯤꯡꯒꯤ ꯗꯦꯀꯣꯔꯦꯇꯦꯗ ꯑꯦꯁ꯭ꯇꯦꯇꯤꯛ ꯁꯦꯝꯒꯠꯄꯗꯥ ꯃꯇꯦꯡ ꯄꯥꯡꯈꯤ꯫ ꯃꯍꯥꯛꯀꯤ ꯃꯤꯌꯥꯝꯒꯤ ꯊꯕꯛꯁꯤꯡꯒꯤ ꯃꯅꯨꯡꯗ ꯑꯃꯤꯌꯟꯁꯇꯥ ꯃꯥꯔꯁꯦꯜꯗꯥ ꯂꯤꯌꯟꯗꯥ ꯑꯃꯁꯨꯡ ꯄꯣꯏꯇꯤꯌꯔꯗꯥ ꯂꯣꯏꯁꯤꯟꯈꯤꯕ ꯃꯇꯨꯡꯒꯤ ꯁꯥꯏꯀꯜꯁꯤꯡ ꯑꯗꯨꯁꯨ ꯌꯥꯎꯔꯤ꯫ ꯑꯈꯟꯅꯕ ꯃꯔꯨꯑꯣꯏꯕ ꯋꯥꯐꯝꯗꯤ ꯂꯤꯌꯣꯟꯒꯤ ꯄꯦꯂꯦꯁ ꯗꯦ ꯕꯤꯎꯁ ꯑꯥꯔꯇꯁꯇꯥ ꯄꯥꯡꯊꯣꯛꯄꯥ ꯁꯥꯏꯀꯜ ꯑꯁꯤꯅꯤ ꯃꯁꯤꯗꯥ ꯃꯔꯨꯑꯣꯏꯕ ꯊꯕꯛ ꯑꯍꯨꯝ ꯌꯥꯎꯔꯤ ꯃꯁꯤꯅꯥ ꯃꯔꯨꯑꯣꯏꯕ ꯁ꯭ꯇꯦꯔꯀꯦꯁꯇꯥ ꯂꯩꯕꯥ ꯋꯥꯜ ꯁ꯭ꯄꯦꯁ ꯑꯗꯨ ꯃꯄꯨꯡ ꯐꯥꯍꯜꯂꯤ꯫ ꯂꯦꯝꯍꯧꯔꯤꯕ ꯋꯥꯔꯤꯁꯤꯡ ꯑꯁꯤ ꯑꯦꯟꯇꯤꯛꯀꯤ ꯚꯤꯖꯟ ꯗ ꯋꯨꯗ ꯗꯤꯌꯥꯔ ꯇꯨ ꯗ꯭ꯌ ꯑꯥꯔꯇꯁ ꯑꯦꯟꯗ ꯗ꯭ꯌ ꯃ꯭ꯌꯨꯖꯁ ꯑꯃꯁꯨꯡ ꯈ꯭ꯔ꯭ꯏꯁꯠ ꯁꯤꯌꯥꯟ ꯏꯟꯁꯄꯤꯔꯦꯁꯟ ꯅꯤ꯫ ꯋꯥꯍꯪ ꯑꯣꯏꯅꯥ ꯂꯥꯛꯈꯤꯕ ꯑꯗꯨꯗꯤ ꯐ꯭ꯔꯥꯟꯁꯀꯤ ꯃꯁꯛ ꯑꯃꯁꯨꯡ ꯐ꯭ꯔꯥꯟꯁꯀꯤ ꯋꯥꯍꯟꯊꯣꯛꯅꯤ꯫ ꯔꯣꯌꯦꯂꯤꯁ꯭ꯠꯁꯤꯡꯅꯥ ꯂꯤꯁꯤꯡ ꯑꯃ ꯆꯥꯇ꯭ꯔꯦꯠ ꯃꯔꯐꯨ ꯃꯥꯄꯟꯗ ꯔꯤꯚꯣꯂꯨꯁꯟ ꯑꯁꯤ ꯑꯆꯧꯕ ꯈꯨꯗꯣꯡꯊꯤꯕ ꯑꯃꯥ ꯑꯣꯏꯈꯤ ꯍꯥꯏꯅꯥ ꯈꯜꯂꯛꯈꯤ ꯑꯃꯁꯨꯡ ꯐ꯭ꯔꯥꯟꯁꯄꯨ ꯂꯝꯕꯤꯗꯒꯤ ꯂꯥꯞꯅꯥ ꯊꯝꯈꯤ ꯍꯥꯏꯅꯥ ꯂꯧꯈꯤ ꯑꯗꯨꯒꯥ ꯔꯤꯄꯕ꯭ꯂꯤꯛꯁꯤꯡꯅꯥ ꯔꯤꯚꯣꯂꯨꯁꯟꯅꯥ ꯐ꯭ꯔꯥꯟꯁꯄꯨ ꯃꯈꯣꯏꯒꯤ ꯑꯆꯨꯝꯕ ꯂꯝꯕꯤꯗꯥ ꯍꯜꯂꯛꯄꯥ ꯌꯥꯍꯟꯈꯤ ꯍꯥꯏꯅꯥ ꯈꯜꯂꯛꯈꯤ꯫ ꯃꯔꯝ ꯑꯁꯤꯅꯥ ꯃ꯭ꯌꯨꯔꯦꯜꯒꯨꯝꯕ ꯃꯤꯌꯥꯝꯒꯤ ꯃꯐꯝꯁꯤꯡꯗꯥ ꯎꯠꯀꯗꯕꯥ ꯋꯥꯔꯤꯁꯤꯡꯅꯥ ꯀꯝꯃꯤꯁꯟ ꯇꯧꯔꯤꯕꯥ ꯄꯥꯔꯇꯤꯒꯤ ꯋꯥꯈꯜꯂꯣꯟ ꯑꯗꯨ ꯃꯄꯨꯡ ꯐꯥꯍꯟꯕꯒꯤ ꯃꯔꯨꯑꯣꯏꯕ ꯊꯕꯛ ꯑꯗꯨ ꯂꯩꯈꯤ꯫ ꯄꯨꯚꯤꯁꯀꯤ ꯂꯥꯏꯔꯤꯛꯁꯤꯡꯒꯤ ꯃꯇꯥꯡꯗ ꯄꯟꯗꯤꯠ ꯀꯌꯥꯅꯥ ꯅꯣꯠ ꯇꯧꯔꯤ ꯃꯗꯨꯗꯤ ꯃꯍꯥꯛꯅꯥ ꯐ꯭ꯔꯥꯟꯁꯀꯤꯗꯃꯛ ꯄꯦꯟꯇꯔ ꯑꯃꯥ ꯑꯣꯏꯅꯥ ꯃꯥꯏꯄꯥꯛꯄꯥ ꯑꯁꯤ ꯃꯔꯨ ꯑꯣꯏꯅꯥ ꯃꯇꯝ ꯑꯁꯤꯗꯥ ꯂꯩꯔꯤꯕꯥ ꯋꯥꯈꯜꯂꯣꯟ ꯀꯌꯥꯒꯥ ꯆꯨꯅꯕ ꯋꯥꯔꯤꯁꯤꯡ ꯁꯦꯝꯕ ꯉꯝꯕꯅꯥ ꯃꯔꯝ ꯑꯣꯏꯗꯨꯅꯥ ꯑꯣꯏꯈꯤ꯫ ꯃꯍꯥꯛꯀꯤ ꯑꯍꯥꯟꯕ ꯄꯦꯔꯤꯁꯀꯤ ꯀꯃꯤꯁꯟ ꯑꯁꯤ ꯏꯪ ꯗꯥ ꯍꯧꯗꯣꯛꯈꯤꯕ ꯍꯧꯖꯤꯛ ꯁꯦꯀ꯭ꯌꯨꯂꯔ ꯄꯟꯊꯨꯡꯐꯝ ꯑꯣꯏꯔꯤꯕ ꯁꯦꯟꯠ ꯖꯦꯅꯦꯚꯤꯌꯔꯒꯤ ꯁꯤꯡꯂꯨꯄꯇꯥ ꯁꯥꯏꯀꯜ ꯊꯧꯕꯒꯤꯗꯃꯛ ꯑꯣꯏꯈꯤ꯫ ꯃꯍꯥꯛꯀꯤ ꯍꯤꯔꯝ ꯑꯅꯤꯗꯤ ꯑꯦꯜ ꯑꯦꯖꯨꯀꯦꯁꯟ ꯗꯦ ꯁꯦꯟꯠ ꯖꯦꯅꯦꯚꯤꯌꯔ ꯑꯃꯁꯨꯡ ꯂꯥ ꯚꯤ ꯄꯥꯁ꯭ꯇꯣꯔꯦꯜ ꯗꯦ ꯁꯦꯟꯇ ꯖꯦꯅꯦꯚꯤꯌꯔꯅꯤ꯫